ꯋꯥꯔꯤ ꯀꯣꯟꯊꯧꯖꯝ ꯂꯥꯏꯔꯦꯝꯕꯤꯒꯤ ꯃꯇꯥꯡꯗ ꯍꯧꯖꯤꯛꯁꯨ ꯆꯠꯅꯕꯤꯒꯤ ꯑꯣꯏꯕ ꯀꯂꯥꯒꯤ ꯋꯥꯈꯜꯂꯣꯟꯁꯤꯡꯗ ꯎꯕ ꯐꯪꯂꯤꯕ ꯆꯍꯤ ꯂꯤꯁꯤꯡ ꯑꯍꯨꯝ ꯁꯨꯔꯕ ꯋꯥꯔꯤ ꯑꯃꯁꯨꯡ ꯉꯁꯤꯗꯤ ꯇꯨꯡꯏꯟꯕꯁꯤꯡꯅ ꯂꯥꯏ ꯈꯨꯔꯨꯝꯕ ꯑꯃꯁꯨꯡ ꯏꯀꯥꯏ ꯈꯨꯝꯅꯕ ꯎꯠꯅꯕ ꯆꯥꯛ ꯅꯥꯏꯅ ꯆꯠꯂꯤꯕ ꯂꯥꯏꯅꯤꯡꯒꯤ ꯑꯣꯏꯕ ꯃꯐꯝ ꯑꯃꯅꯤ꯫ ꯋꯥꯔꯤ ꯑꯁꯤꯗ ꯍꯥꯏꯔꯤ ꯃꯗꯨꯗꯤ ꯃꯩꯇꯩ ꯂꯥꯏꯁꯤꯡꯒꯤ ꯑꯇꯤꯌꯥꯒꯤ ꯃꯄꯨ ꯁꯣꯔꯥꯔꯦꯟꯅ ꯊꯥ ꯑꯍꯨꯝꯒꯤ ꯃꯤꯔꯣꯜꯂꯤꯕꯤ ꯅꯨꯄꯤ ꯍꯨꯏꯅꯨ ꯂꯩꯃꯥꯗ ꯃꯍꯥꯛꯅ ꯅꯨꯄꯤꯃꯆꯥ ꯑꯃꯥ ꯄꯨꯔꯤ ꯑꯃꯁꯨꯡ ꯃꯗꯨꯒꯤ ꯑꯉꯥꯡ ꯑꯗꯨ ꯇꯨꯡꯗ ꯃꯍꯥꯛꯀꯤ ꯂꯣꯏꯅꯕꯤ ꯑꯣꯏꯒꯗꯕꯅꯤ ꯍꯥꯏꯅ ꯌꯥꯊꯪ ꯄꯤꯈꯤ꯫ ꯑꯗꯨꯝ ꯑꯣꯏꯅꯃꯛ ꯑꯔꯤꯕ ꯈꯨꯠꯅ ꯏꯕ ꯂꯥꯏꯔꯤꯛꯁꯤꯡꯒꯤ ꯃꯇꯨꯡ ꯏꯟꯅ ꯃꯪꯒꯥꯡ ꯍꯥꯎꯒꯤ ꯇ꯭ꯔꯥꯏꯕꯦꯜ ꯅꯨꯄꯤ ꯆꯤꯡ ꯅꯤꯡꯉ‌ꯣꯜ ꯑꯃ ꯑꯣꯏꯔꯝꯕ ꯅꯨꯄꯤꯃꯆꯥ ꯑꯉꯥꯡ ꯑꯗꯨꯅ ꯇꯨꯡꯗ ꯃꯍꯥꯛꯀꯤ ꯂꯥꯏꯒꯤ ꯑꯣꯏꯕ ꯃꯄꯨꯔꯣꯏꯕ ꯁꯣꯔꯥꯔꯦꯟꯒꯤ ꯂꯥꯏꯔꯩꯕꯥꯛꯀꯤ ꯂꯩꯐꯝꯗꯒꯤ ꯃꯍꯥꯛꯄꯨ ꯇꯥꯟꯊꯣꯛꯄꯗ ꯂꯝꯖꯤꯡꯕ ꯉꯝꯗꯕ ꯑꯁꯣꯏꯕ ꯑꯃ ꯇꯧꯒꯅꯤ꯫ ꯁꯣꯔꯥꯔꯦꯟꯅ ꯅꯨꯡꯁꯤꯅ ꯇꯝꯐꯥ ꯑꯩꯅ ꯀꯧꯕ ꯃꯍꯥꯛꯅ ꯃꯍꯥꯛꯀ ꯂꯨꯍꯣꯡꯂꯕ ꯃꯇꯨꯡꯗ ꯀꯣꯟꯊꯣꯖꯝ ꯂꯥꯏꯔꯦꯝꯕꯤ ꯍꯥꯏꯅ ꯈꯪꯅꯔꯛꯀꯗꯕ ꯂꯥꯏꯔꯦꯝꯕꯤ ꯑꯗꯨꯕꯨ ꯃꯍꯥꯛꯅ ꯂꯨꯍꯣꯡꯂꯕ ꯃꯇꯨꯡꯗ ꯆꯍꯤ ꯀꯌꯥ ꯃꯍꯥꯛꯀꯤ ꯃꯃꯥꯒꯤ ꯃꯌꯨꯝꯗ ꯆꯠꯄꯗꯒꯤ ꯊꯤꯡꯈꯤ꯫ ꯂꯥꯏꯔꯦꯝꯕꯤꯅ ꯃꯇꯝ ꯑꯃꯗ ꯃꯥꯂꯦꯝꯗꯒꯤ ꯄꯣꯠꯂꯣꯏꯕꯒꯤ ꯃꯩꯈꯨ ꯍꯧꯔꯛꯄ ꯎꯈꯤ ꯃꯗꯨꯗ ꯃꯍꯥꯛꯅ ꯃꯍꯥꯛꯀꯤ ꯃꯃꯥꯒꯤ ꯏꯃꯨꯡ ꯃꯅꯨꯡꯒꯤ ꯃꯔꯛꯇ ꯀꯅꯥꯅ ꯁꯤꯈꯤꯕꯒꯦ ꯍꯥꯏꯕꯒꯤ ꯃꯇꯥꯡꯗ ꯑꯀꯤꯕ ꯂꯩꯕꯅ ꯃꯔꯝ ꯑꯣꯏꯗꯨꯅ ꯃꯍꯥꯛꯀꯤ ꯂꯥꯏꯒꯤ ꯑꯣꯏꯕ ꯃꯄꯨꯔꯣꯏꯕꯗ ꯃꯍꯥꯛꯄꯨ ꯃꯍꯥꯛꯀꯤ ꯃꯌꯨꯝꯗ ꯂꯥꯛꯄ ꯌꯥꯍꯟꯅꯕ ꯍꯥꯏꯖꯈꯤ꯫ ꯄꯨꯝꯅꯃꯛ ꯈꯪꯕ ꯁꯣꯔꯥꯔꯦꯟꯅ ꯃꯉꯣꯟꯗ ꯍꯥꯏꯈꯤ ꯃꯗꯨꯗꯤ ꯄꯣꯠꯂꯣꯏꯕ ꯑꯗꯨ ꯍꯨꯏ ꯑꯃꯒꯤ ꯑꯣꯏꯈꯤ ꯑꯃꯁꯨꯡ ꯃꯍꯥꯛꯀꯤ ꯃꯔꯤ-ꯃꯇꯥ ꯄꯨꯝꯅꯃꯛ ꯐꯖꯅ ꯂꯩꯔꯦ꯫ ꯑꯗꯨꯕꯨ ꯂꯥꯏꯔꯦꯝꯕꯤ ꯑꯗꯨꯅ ꯂꯦꯞꯄ ꯂꯩꯇꯅ ꯍꯥꯏꯖꯔꯛꯄꯅ ꯁꯣꯔꯥꯔꯦꯟꯒꯤ ꯊꯃꯣꯏ ꯑꯗꯨ ꯍꯣꯡꯍꯟꯈꯤ ꯑꯃꯁꯨꯡ ꯃꯍꯥꯛꯄꯨ ꯃꯍꯥꯛꯀꯤ ꯃꯌꯨꯝꯗ ꯆꯠꯅꯕ ꯑꯌꯥꯕ ꯄꯤꯈꯤ꯫ ꯊꯥꯏꯅꯒꯤ ꯋꯥꯔꯤꯒꯤ ꯃꯇꯨꯡ ꯏꯟꯅ ꯀꯣꯟꯊꯣꯖꯝ ꯂꯥꯏꯔꯦꯝꯕꯤꯕꯨ ꯃꯥꯂꯦꯝꯗ ꯀꯥꯕ ꯌꯥꯍꯟꯅꯕ ꯁꯋꯥꯔꯇꯒꯤ ꯁꯅꯥꯒꯤ ꯁꯤꯔꯤ ꯑꯃ ꯊꯝꯈꯤ ꯍꯥꯏꯅ ꯍꯥꯏꯔꯤ꯫ ꯑꯗꯨꯝ ꯑꯣꯏꯅꯃꯛ ꯃꯍꯥꯛꯀꯤ ꯂꯥꯏꯒꯤ ꯑꯣꯏꯕ ꯃꯄꯨꯔꯣꯏꯕꯅ ꯃꯍꯥꯛꯀꯤ ꯈꯣꯡꯆꯠ ꯃꯅꯨꯡꯗ ꯃꯤꯑꯣꯏꯕꯒ ꯂꯣꯏꯅꯅ ꯆꯥꯛ ꯆꯥꯅꯕ ꯑꯃꯁꯨꯡ ꯊꯛꯅꯗꯅꯕ ꯃꯍꯥꯛꯄꯨ ꯀꯟꯅ ꯌꯥꯊꯪ ꯄꯤꯈꯤ꯫ ꯃꯔꯛꯁꯤꯗ ꯃꯈꯣꯏꯒꯤ ꯃꯆꯥꯅꯨꯄꯤꯕꯨ ꯆꯍꯤ ꯃꯉꯥ ꯍꯦꯟꯅ ꯂꯩꯔꯕ ꯃꯇꯨꯡꯗ ꯃꯍꯥꯛꯀꯤ ꯃꯌꯨꯝꯗ ꯂꯥꯛꯄ ꯎꯕꯗ ꯀꯣꯟꯊꯧꯖꯝ ꯂꯥꯏꯔꯦꯝꯕꯤꯒꯤ ꯊꯋꯥꯏ ꯌꯥꯎꯕ ꯑꯃꯁꯨꯡ ꯄꯨꯛꯅꯤꯡ ꯊꯧꯒꯠꯂꯕ ꯏꯃꯨꯡ ꯃꯅꯨꯡꯒꯤ ꯃꯤꯑꯣꯏꯁꯤꯡꯅ ꯃꯍꯥꯛꯄꯨ ꯃꯈꯣꯏꯒ ꯂꯣꯏꯅꯅ ꯆꯥꯛ ꯆꯥꯅꯕ ꯊꯦꯝꯈꯤ꯫ ꯂꯥꯏꯔꯦꯝꯕꯤꯒꯤ ꯑꯀꯟꯕ ꯌꯥꯅꯤꯡꯗꯕ ꯐꯣꯡꯗꯣꯛꯇꯨꯅ ꯏꯃꯨꯡ ꯃꯅꯨꯡꯒꯤ ꯃꯤꯑꯣꯏꯁꯤꯡꯅ ꯁꯣꯔꯥꯔꯦꯟꯅ ꯃꯍꯥꯛꯅ ꯆꯥꯛ ꯆꯥꯔꯤꯉꯩꯗ ꯐꯤꯔꯣꯜ ꯇꯔꯦꯠ ꯐꯤꯖꯥꯡ ꯇꯥꯔꯦꯠꯅ ꯃꯍꯥꯛꯄꯨ ꯀꯨꯞꯁꯤꯜꯂꯕꯗꯤ ꯊꯕꯛ ꯑꯗꯨꯒꯤ ꯃꯇꯥꯡꯗ ꯈꯪꯕ ꯉꯝꯂꯣꯏ ꯍꯥꯏꯕꯗꯨ ꯁꯣꯏꯗꯅ ꯈꯪꯍꯟꯈꯤ꯫ ꯅꯨꯡꯉꯥꯏꯇꯕ ꯋꯥꯐꯝ ꯑꯃꯅ ꯁꯣꯔꯥꯔꯦꯟꯅ ꯄꯨꯝꯅꯃꯛ ꯎꯕꯗ ꯌꯥꯝꯅ ꯁꯥꯎꯈꯤ ꯑꯃꯁꯨꯡ ꯃꯍꯥꯛꯀꯤ ꯅꯨꯡꯁꯤꯖꯔꯕ ꯂꯣꯏꯅꯕꯤꯅ ꯁ꯭ꯋꯥꯔꯒꯇ ꯃꯐꯝ ꯑꯃꯠꯇ ꯂꯩꯇꯦ ꯍꯥꯏꯅ ꯋꯥꯔꯦꯞ ꯂꯧꯈꯤ꯫ ꯃꯁꯤꯅ ꯃꯔꯝ ꯑꯣꯏꯗꯨꯅ ꯀꯣꯟꯊꯧꯖꯝ ꯂꯥꯏꯔꯦꯝꯕꯤꯕꯨ ꯃꯥꯂꯦꯝꯗ ꯈꯨꯟꯗꯥꯔꯤꯕ ꯃꯤꯑꯣꯏꯁꯤꯡꯒꯤ ꯃꯔꯛꯇ ꯊꯝꯗꯨꯅ ꯁꯅꯥꯒꯤ ꯁꯤꯔꯤꯁꯤꯡ ꯑꯗꯨ ꯆꯤꯡꯈꯠꯈꯤ꯫ ꯀꯣꯟꯊꯧꯖꯝ ꯈꯨꯡꯒꯪꯒꯤ ꯃꯤꯑꯣꯏ ꯑꯃꯁꯨꯡ ꯀꯣꯟꯊꯧꯖꯝ ꯂꯥꯏꯔꯦꯝꯕꯤ ꯆꯥꯎꯈꯠꯈꯤ ꯍꯥꯟꯅꯒꯤ ꯔꯥꯁꯇ꯭ꯔꯄꯇꯤ ꯑꯣꯏꯔꯝꯕ ꯀꯣꯟꯊꯧꯖꯝ ꯀꯤꯁꯣꯔꯅ ꯀꯝꯄꯥꯎꯟꯗ ꯂꯩꯐꯝ ꯑꯁꯤꯒꯤ ꯌꯥꯏꯐꯅꯕ ꯌꯦꯡꯁꯤꯜꯂꯤꯕ ꯊꯣꯔꯥꯡ ꯃꯥꯔꯨꯞꯅ ꯌꯥꯝꯅ ꯁꯦꯡꯂꯕ ꯑꯣꯏꯅ ꯂꯧꯅꯔꯤꯕ ꯙꯔꯃꯒꯤ ꯑꯣꯏꯕ ꯃꯐꯝ ꯑꯗꯨꯗ ꯊꯣꯛꯈꯤꯕ ꯄꯨꯛꯅꯤꯡ ꯆꯤꯡꯁꯤꯟꯅꯤꯡꯉꯥꯏ ꯑꯣꯏꯕ ꯋꯥꯔꯤ ꯑꯃ ꯄꯤꯈꯤ꯫ ꯀꯣꯟꯊꯧꯖꯝ ꯂꯥꯏꯔꯦꯝꯕꯤ ꯏꯪ ꯂꯤꯁꯤꯡ ꯑꯅꯤ ꯃꯥꯄꯟꯒꯤ ꯑꯉꯛꯄ ꯊꯧꯗꯣꯛ ꯆꯥꯎꯔꯥꯛꯅ ꯑꯌꯨꯛ ꯄꯨꯡ ꯅꯤꯄꯥꯜꯗ ꯏꯪ ꯂꯤꯁꯤꯡ ꯑꯅꯤ ꯃꯥꯄꯜꯒꯤ ꯖꯨꯂꯥꯏ ꯅꯤꯄꯥꯜꯗ ꯁꯦꯡꯂꯕ ꯎꯃꯪꯁꯤꯡꯒꯤ ꯃꯅꯨꯡꯒꯤ ꯁꯔꯨꯛꯁꯤꯡ ꯇꯣꯉꯥꯟ ꯇꯣꯉꯥꯟꯕ ꯃꯥꯏꯀꯩꯁꯤꯡꯗꯒꯤ ꯐꯣꯇꯣ ꯂꯧꯔꯤꯕ ꯃꯍꯩꯔꯣꯏ ꯑꯃꯅ ꯑꯀꯛꯅꯕ ꯃꯐꯝ ꯑꯃꯒꯤ ꯐꯣꯇꯣꯁꯤꯡ ꯅꯝꯂꯤꯉꯩꯗ ꯃꯐꯝ ꯑꯗꯨꯗ ꯂꯦꯞꯇꯨꯅ ꯐꯝꯗꯨꯅ ꯂꯩꯕ ꯎꯠꯈꯤ꯫ ꯈꯩꯅꯤꯡꯉꯥꯏ ꯑꯣꯏꯅ ꯀꯝꯄꯥꯎꯟꯗ ꯑꯗꯨ ꯍꯨꯝꯖꯤꯟꯕ ꯑꯃꯁꯨꯡ ꯁꯦꯡꯗꯣꯛꯂꯤꯕ ꯑꯍꯜ ꯑꯣꯏꯔꯕ ꯀꯤꯁꯣꯔꯅ ꯅꯨꯄꯥꯃꯆꯥ ꯑꯗꯨꯗ ꯃꯍꯥꯛ ꯀꯔꯤ ꯇꯧꯔꯤꯕꯒꯦ ꯍꯥꯏꯅ ꯍꯪꯈꯤ ꯃꯗꯨꯗ ꯃꯍꯩꯔꯣꯏ ꯑꯗꯨꯅ ꯃꯉꯣꯟꯗ ꯄꯥꯎ ꯄꯤꯈꯤ ꯃꯗꯨꯗꯤ ꯃꯗꯨꯒꯤ ꯑꯦꯡꯒꯜ ꯑꯗꯨꯗꯒꯤ ꯑꯀꯛꯅꯕ ꯃꯉꯥꯜ ꯑꯃ ꯎꯕ ꯐꯪꯒꯅꯤ꯫ ꯀꯤꯁꯣꯔꯅ ꯐꯨꯠ ꯇꯔꯥꯃꯉꯥ ꯁꯥꯡꯕ ꯑꯉꯥꯡꯕ ꯃꯉꯥꯜ ꯑꯗꯨꯁꯨ ꯎꯈꯤ ꯃꯗꯨꯒꯤ ꯃꯇꯨꯡꯗ ꯈꯨꯡꯒꯪꯒꯤ ꯃꯤꯑꯣꯏꯁꯤꯡꯗ ꯄꯨꯡ ꯑꯃꯒꯤ ꯑꯉꯛꯄ ꯊꯧꯗꯣꯛ ꯑꯗꯨꯒꯤ ꯃꯇꯥꯡꯗ ꯈꯪꯍꯟꯈꯤ ꯃꯗꯨ ꯃꯤꯑꯣꯏꯕꯅ ꯙꯔꯃꯒꯤ ꯑꯣꯏꯕ ꯃꯐꯝ ꯑꯗꯨꯗ ꯏꯀꯥꯏ ꯈꯨꯝꯅꯕ ꯎꯠꯈꯤ ꯍꯧꯔꯛꯄꯗꯒꯤ ꯃꯃꯥꯡꯗ ꯀꯩꯗꯧꯅꯨꯡꯗ ꯎꯈꯤꯗ꯭ꯔꯤ꯫